ꯗꯦꯄꯊ-ꯐꯥꯔꯁ꯭ꯠ ꯁꯔꯆ ꯑꯃꯁꯨꯡ ꯕ꯭ꯔꯦꯗ-ꯐꯥꯔꯁ꯭ꯠ ꯁꯔꯆ ꯒ ꯆꯥꯡꯗꯝꯅꯕ ꯑꯃꯁꯨꯡ ꯀꯟꯠꯔꯁ꯭ꯠ ꯇꯧꯕ꯫ ꯗꯦꯄꯊ-ꯐꯥꯔꯁ꯭ꯠ ꯁꯥꯔꯆ ꯑꯃꯁꯨꯡ ꯕ꯭ꯔꯦꯗ-ꯐꯥꯔꯁ꯭ꯠ ꯁꯔꯆ ꯑꯁꯤ ꯇ꯭ꯔꯤ ꯑꯃꯁꯨꯡ ꯒ꯭ꯔꯥꯐ ꯗꯦꯇ ꯁ꯭ꯠꯔꯀꯆꯔꯁꯤꯡꯗ ꯁꯥꯔꯆ ꯑꯃꯁꯨꯡ ꯇ꯭ꯔꯥꯚꯦꯔꯁ ꯇꯧꯕꯗ ꯁꯤꯖꯤꯟꯅꯕ ꯃꯤꯌꯥꯝꯅ ꯄꯥꯝꯅꯕ ꯑꯦꯂꯒꯣꯔꯤꯊꯝ ꯑꯅꯤꯅꯤ꯫ ꯑꯦꯂꯒꯣꯔꯤꯊꯝ ꯑꯅꯤꯃꯛꯀꯤ ꯄꯥꯟꯗꯝ ꯑꯃꯒ ꯃꯥꯟꯅꯔꯕꯁꯨ ꯃꯈꯣꯏꯅ ꯅꯣꯗꯁꯤꯡꯗ ꯆꯠꯂꯤꯕ ꯑꯣꯔꯗꯔ ꯑꯃꯁꯨꯡ ꯚꯤꯖꯤꯠ ꯇꯧꯔꯕ ꯑꯃꯁꯨꯡ ꯊꯤꯖꯤꯅꯈꯤꯕ ꯅꯣꯗꯁꯤꯡꯒꯤ ꯇ꯭ꯔꯦꯛ ꯊꯝꯅꯕ ꯃꯈꯣꯏꯅ ꯁꯤꯖꯤꯟꯅꯔꯤꯕ ꯗꯦꯇ ꯁ꯭ꯠꯔꯀꯆꯔꯁꯤꯡꯗ ꯈꯦꯠꯅꯩ꯫ ꯕꯦꯛꯇꯔꯦꯛ ꯇꯧꯗ꯭ꯔꯤꯉꯩꯒꯤ ꯃꯃꯥꯡꯗ ꯁꯥꯈꯥ ꯈꯨꯗꯤꯡꯃꯛꯀꯤ ꯃꯊꯛꯇ ꯌꯥꯔꯤꯕꯃꯈꯩ ꯑꯦꯛꯁꯞꯂꯣꯔ ꯇꯧꯗꯨꯅ ꯒ꯭ꯔꯥꯐ ꯅꯠꯇꯔꯒ ꯎ ꯑꯃ ꯇ꯭ꯔꯥꯚꯦꯁ ꯇꯧꯏ꯫ ꯃꯁꯤꯅ ꯃꯊꯪꯒꯤ ꯁꯥꯈꯗ ꯆꯪꯗ꯭ꯔꯤꯉꯩꯒꯤ ꯃꯃꯥꯡꯗ ꯚꯤꯖꯤꯠ ꯇꯧꯗꯕ ꯅꯣꯗꯁꯤꯡ ꯂꯩꯇꯔꯤꯐꯥꯎꯕ ꯌꯥꯔꯤꯕꯃꯈꯩ ꯊꯨꯅ ꯆꯠꯇꯨꯅ ꯅꯣꯗꯁꯤꯡꯗ ꯚꯤꯖꯤꯠ ꯇꯧꯏ꯫ ꯚꯤꯖꯤꯠ ꯇꯧꯒꯗꯕ ꯅꯣꯗꯁꯤꯡꯒꯤ ꯇ꯭ꯔꯦꯛ ꯊꯝꯅꯕꯒꯤꯗꯃꯛ ꯁ꯭ꯇꯦꯛ ꯗꯦꯇꯥ ꯁ꯭ꯠꯔꯛꯆꯔ ꯑꯃ ꯁꯤꯖꯤꯟꯅꯩ꯫ ꯃꯁꯤꯅ ꯇꯥꯛꯄꯗꯤ ꯈ꯭ꯋꯥꯏꯗꯒꯤ ꯅꯧꯅ ꯊꯤꯖꯤꯅꯈꯤꯕ ꯅꯣꯗꯁꯤꯡ ꯑꯗꯨ ꯑꯍꯥꯟꯕꯗ ꯚꯤꯖꯤꯠ ꯇꯧꯏ꯫ ꯑꯃꯔꯣꯝꯗ ꯕ꯭ꯔꯦꯗ-ꯐꯥꯔꯁ꯭ꯠ ꯁꯔꯆ ꯅꯥ ꯃꯊꯪꯒꯤ ꯊꯣꯡꯒꯤ ꯊꯥꯛ ꯑꯗꯨꯗ ꯂꯩꯕꯥ ꯅꯣꯗꯁꯤꯡꯗ ꯆꯪꯗ꯭ꯔꯤꯉꯩꯒꯤ ꯃꯃꯥꯡꯗ ꯍꯧꯖꯤꯛ ꯂꯩꯔꯤꯕ ꯊꯨꯞꯆꯤꯟꯕ ꯃꯐꯝꯗ ꯂꯩꯕ ꯌꯨꯝꯂꯣꯟꯅꯔꯤꯕ ꯅꯣꯗ ꯄꯨꯝꯅꯃꯛ ꯑꯦꯛꯁꯞꯂꯣꯔ ꯇꯧꯗꯨꯅ ꯒ꯭ꯔꯥꯐ ꯅꯠꯇꯔꯒ ꯎ ꯑꯃ ꯇ꯭ꯔꯥꯚꯦꯁ ꯇꯧꯏ꯫ ꯃꯁꯤꯅ ꯔꯨꯠ ꯅꯣꯗꯁꯤꯡ ꯑꯃꯗꯒꯤ ꯍꯧꯔꯒ ꯃꯁꯤꯒꯤ ꯌꯨꯝꯊꯣꯡ ꯄꯨꯝꯅꯃꯛꯇ ꯆꯠꯂꯤ꯫ꯃꯗꯨꯒꯤ ꯃꯇꯨꯡꯗ ꯌꯨꯝꯊꯣꯡꯁꯤꯡꯒꯤ ꯌꯨꯝꯊꯣꯡꯁꯤꯡꯗ ꯆꯠꯅꯕ ꯆꯠꯂꯤ ꯑꯃꯁꯨꯡ ꯃꯈꯥ ꯇꯥꯅ ꯆꯠꯀꯗꯕ ꯅꯣꯗꯁꯤꯡ ꯂꯩꯠꯔꯤꯐꯥꯎꯕ ꯆꯠꯂꯤ꯫ ꯚꯤꯖꯤꯠ ꯇꯧꯒꯗꯕ ꯅꯣꯗꯁꯤꯡꯒꯤ ꯇ꯭ꯔꯦꯛ ꯊꯝꯅꯕ ꯀ꯭ꯌꯨ ꯗꯦꯇ ꯁ꯭ꯠꯔꯀꯆꯔ ꯑꯃ ꯁꯤꯖꯤꯟꯅꯩ꯫ ꯃꯁꯤ ꯐꯥꯔꯁ꯭ꯠ-ꯏꯟ ꯐꯥꯔꯁ꯭ꯠ-ꯑꯥꯎꯠ ꯗꯦꯇꯥ ꯁ꯭ꯠꯔꯀꯆꯔ ꯑꯃꯅꯤ ꯃꯔꯝ ꯑꯗꯨꯅ ꯈ꯭ꯋꯥꯏꯗꯒꯤ ꯑꯔꯤꯕꯥ ꯗꯤꯁ꯭ꯀꯣꯚꯔ ꯅꯣꯗꯁꯤꯡ ꯑꯁꯤ ꯑꯍꯥꯟꯕꯗ ꯚꯤꯖꯤꯠ ꯇꯧꯏ꯫ ꯈꯪꯖꯤꯟꯒꯗꯕ ꯑꯃꯅ ꯑꯦꯂꯒꯣꯔꯤꯊꯝ ꯑꯅꯤ ꯑꯁꯤꯒꯤ ꯃꯔꯛꯇ ꯂꯩꯔꯤꯕ ꯃꯔꯨꯑꯣꯏꯕ ꯈꯦꯠꯅꯕ ꯑꯁꯤ ꯃꯈꯣꯏꯅ ꯅꯣꯗꯁꯤꯡꯗ ꯆꯠꯂꯤꯕ ꯃꯈꯣꯏꯒꯤ ꯑꯣꯔꯗꯔ ꯑꯃꯁꯨꯡ ꯃꯈꯣꯏꯅ ꯁꯤꯖꯤꯟꯅꯔꯤꯕ ꯗꯦꯇ ꯁ꯭ꯠꯔꯀꯆꯔꯁꯤꯡꯅꯤ꯫ ꯁ꯭ꯇꯦꯛ ꯑꯃ ꯁꯤꯖꯤꯟꯅꯩ ꯑꯗꯨꯒ ꯀ꯭ꯌꯨ ꯑꯃ ꯁꯤꯖꯤꯟꯅꯩ꯫ ꯈꯦꯠꯅꯕꯁꯤꯡ ꯑꯁꯤꯅ ꯃꯔꯝ ꯑꯣꯏꯗꯨꯅ ꯑꯦꯂꯒꯣꯔꯤꯊꯝ ꯑꯃꯅ ꯑꯄꯥꯝꯕ ꯐꯜ ꯑꯗꯨꯒꯤ ꯃꯇꯨꯡ ꯏꯟꯅ ꯑꯇꯣꯞꯄ ꯑꯃꯗꯒꯤ ꯍꯦꯟꯅ ꯑꯀꯛꯅꯕ ꯄ꯭ꯔꯣꯕ꯭ꯂꯦꯝ ꯅꯠꯇꯔꯒ ꯑꯦꯞꯂꯤꯀꯦꯁꯟ ꯑꯃꯒꯤꯗꯃꯛ ꯍꯦꯟꯅ ꯆꯨꯅꯕ ꯑꯣꯏꯍꯟꯕ ꯌꯥꯏ꯫ ꯁꯥꯡꯅ ꯒꯥꯔꯤ ꯊꯧꯕꯗ ꯃꯇꯦꯡ ꯑꯣꯏꯒꯗꯕ ꯄꯣꯠꯂꯝꯁꯤꯡꯒꯤ ꯂꯤꯁ꯭ꯠ ꯑꯃ ꯁꯦꯝꯃꯨ꯫ ꯃꯈꯥꯗ ꯁꯥꯡꯅ ꯒꯥꯔꯤ ꯊꯧꯕꯗ ꯃꯇꯦꯡ ꯄꯥꯡꯒꯗꯕ ꯄꯣꯠꯂꯝꯁꯤꯡꯒꯤ ꯂꯤꯁ꯭ꯠ ꯑꯃ ꯄꯤꯔꯤ ꯑꯦꯃꯔꯖꯦꯟꯁꯤꯁꯤꯡꯒꯤꯗꯃꯛꯇ ꯐꯥꯔꯁ꯭ꯠ ꯑꯦꯏꯗ ꯀꯤꯠ ꯑꯃ ꯅꯦꯚꯤꯒꯦꯁꯟꯒꯤꯗꯃꯛꯇ ꯃꯥꯂꯦꯝꯒꯤ ꯃꯐꯝ-ꯈꯪꯗꯣꯛꯅꯕ ꯁꯤꯁ꯭ꯇꯦꯝ ꯅꯠꯇꯔꯒ ꯃꯦꯞ ꯑꯃ ꯗ꯭ꯔꯥꯏꯚꯔ ꯑꯃꯁꯨꯡ ꯄꯦꯁꯦꯟꯖꯔꯁꯤꯡꯕꯨ ꯆꯥꯅꯕ ꯑꯃꯁꯨꯡ ꯍꯥꯏꯗ꯭ꯔꯦꯠ ꯇꯧꯅꯕ ꯁ꯭ꯅꯦꯀꯁꯤꯡ ꯑꯃꯁꯨꯡ ꯊꯛꯅꯕ ꯏꯁꯤꯡ ꯀꯝꯕꯜ ꯑꯃꯁꯨꯡꯄꯦꯁꯦꯟꯖꯔꯁꯤꯡꯅ ꯅꯨꯡꯉꯥꯏꯅ ꯂꯩꯅꯕ ꯇꯥꯎꯅꯁꯤꯡ ꯈꯣꯡꯆꯠ ꯃꯅꯨꯡꯗ ꯃꯤ ꯌꯥꯝꯅ ꯇꯤꯅꯕ ꯌꯥꯕ ꯃ꯭ꯌꯨꯖꯤꯛ, ꯑꯣꯗꯤꯑꯣ ꯕꯨꯛ ꯅꯠꯇꯔꯒ ꯇ꯭ꯔꯥꯚꯦꯜ ꯒꯦꯝꯁꯤꯡꯒꯨꯝꯕ ꯅꯨꯡꯉꯥꯏꯕ ꯐꯣꯟ ꯑꯃꯁꯨꯡ ꯑꯇꯩ ꯗꯤꯚꯥꯏꯁꯁꯤꯡ ꯃꯄꯨꯡ ꯐꯥꯅ ꯆꯥꯔꯖ ꯇꯧꯅꯕ ꯄꯣꯔꯇꯦꯕꯜ ꯆꯥꯔꯖꯔ ꯑꯃ ꯐ꯭ꯂꯥꯁꯂꯥꯏꯠ ꯑꯃ ꯀꯔꯤꯒꯨꯝꯕ ꯃꯇꯝꯗ ꯏꯁꯨ ꯑꯃꯠꯇ ꯂꯩꯔꯕꯗꯤ꯫ ꯈꯣꯡꯆꯠ ꯃꯅꯨꯡꯗ ꯑꯁꯣꯛ-ꯑꯄꯟ ꯁꯦꯡꯗꯣꯛꯅꯕꯒꯤꯗꯃꯛ ꯇꯔꯨ-ꯇꯅꯥꯟꯕ ꯋꯥꯏꯄꯁꯤꯡ ꯒꯥꯔꯤ ꯑꯗꯨ ꯁꯦꯡꯅ ꯊꯝꯅꯕꯒꯤꯗꯃꯛ ꯇ꯭ꯔꯥꯁ ꯕꯦꯒꯁꯤꯡ ꯒꯥꯔꯤ ꯑꯃ ꯁꯣꯛꯄ ꯃꯇꯝꯗ ꯁ꯭ꯄꯦꯌꯥꯔ ꯇꯌꯥꯔ ꯑꯃ ꯀꯥꯔꯒꯣ ꯖꯦꯛ ꯑꯃꯁꯨꯡ ꯖꯝꯄꯥꯔ ꯀꯦꯕꯂꯁꯤꯡ꯫